ꯑꯥꯔꯇꯤꯐꯤꯁꯤꯑꯦꯜ ꯏꯟꯇꯤꯂꯤꯖꯦꯟꯁ ꯒꯤ ꯑꯦꯁꯤꯁꯇꯦꯟꯇ ꯑꯃ ꯑꯣꯏꯅ ꯑꯩꯅ ꯋꯥꯈꯜꯂꯣꯟ ꯑꯃ ꯂꯧꯁꯤꯟꯕ ꯉꯝꯗꯕ ꯃꯇꯝꯗ ꯑꯩꯒꯤ ꯄ꯭ꯔꯣꯒ꯭ꯔꯥꯝ ꯇꯧꯔꯕ ꯗꯦꯇꯥ ꯁꯣꯔꯁꯁꯤꯡꯗꯒꯤ ꯍꯦꯟꯅ ꯏꯟꯐꯣꯔꯃꯦꯁꯟ ꯈꯣꯝꯖꯤꯟꯅꯕ ꯍꯣꯠꯅꯩ ꯑꯃꯁꯨꯡ ꯃꯁꯤꯕꯨ ꯍꯦꯟꯅ ꯂꯧꯁꯤꯟꯅꯕ ꯍꯦꯟꯅ ꯂꯧꯁꯤꯡ ꯂꯧꯁꯤꯜꯂꯤ꯫ ꯏꯟꯐꯣꯔꯃꯦꯁꯟ ꯑꯗꯨ ꯐꯖꯅ ꯐꯪꯗꯕ ꯀꯦꯁꯁꯤꯡꯗ, ꯑꯩꯅ ꯑꯩꯒꯤ ꯗꯤꯚꯦꯂꯞꯄꯔꯁꯤꯡꯗ ꯈꯪꯍꯟꯕ ꯌꯥꯏ ꯃꯔꯝ ꯑꯗꯨꯅ ꯃꯈꯣꯏꯅ ꯑꯩꯒꯤ ꯅꯣꯂꯦꯖ ꯕꯦꯖ ꯑꯗꯨ ꯑꯞꯗꯦꯠ ꯇꯧꯕ ꯌꯥꯏ ꯅꯠꯇꯔꯒ ꯋꯥꯍꯪ ꯑꯣꯏꯔꯤꯕ ꯋꯥꯈꯜꯂꯣꯟ ꯑꯗꯨꯒꯤ ꯃꯇꯥꯡꯗ ꯍꯦꯟꯅ ꯀꯟꯇꯦꯛꯁ ꯄꯤꯕ ꯌꯥꯏ ꯃꯔꯝ ꯑꯗꯨꯅ ꯑꯩꯅ ꯅꯍꯥꯛꯄꯨ ꯍꯦꯟꯅ ꯃꯇꯦꯡ ꯄꯥꯡꯕ ꯉꯝꯒꯅꯤ꯫ ꯃꯥꯡꯈꯤꯕ ꯀꯤ ꯑꯃꯒꯤ ꯃꯇꯥꯡꯗ ꯐꯤꯖꯤꯀꯦꯜ ꯑꯣꯏꯕ ꯋꯥꯔꯤ ꯑꯃ ꯏꯕꯤꯌꯨ꯫ ꯃꯇꯝ ꯑꯃꯗ ꯁꯥꯔꯥ ꯀꯧꯕ ꯅꯍꯥ ꯑꯣꯏꯔꯤꯕ ꯅꯨꯄꯤ ꯃꯆꯥ ꯑꯃ ꯂꯩꯔꯝꯃꯤ꯫ ꯁꯥꯔꯥꯅ ꯂꯝꯗꯝ ꯑꯁꯤꯒꯤ ꯂꯝꯀꯣꯏꯕꯁꯤꯡꯒꯤ ꯃꯔꯛꯇ ꯌꯥꯝꯅ ꯂꯨꯅꯥ ꯂꯩꯕ ꯑꯄꯤꯛꯄ ꯁꯍꯔ ꯑꯃꯗ ꯂꯩꯔꯝꯃꯤ꯫ ꯃꯍꯥꯛ ꯅꯨꯃꯤꯠꯀꯤ ꯃꯉꯥꯜꯅ ꯊꯜꯂꯕ ꯈꯣꯡꯎꯞ, ꯃꯍꯥꯛꯀꯤ ꯃꯉꯥꯜ ꯅꯥꯏꯔꯕꯥ ꯃꯤꯠꯌꯦꯡ ꯑꯃꯁꯨꯡ ꯃꯍꯥꯛꯀꯤ ꯃꯤꯅꯨꯡꯁꯤꯒꯤꯗꯃꯛ ꯈꯪꯅꯔꯝꯃꯤ꯫ ꯁꯥꯔꯥꯒꯤ ꯄꯨꯟꯁꯤ ꯑꯁꯤ ꯏꯆꯝ ꯆꯝꯕ ꯑꯗꯨꯕꯨ ꯅꯨꯡꯉꯥꯏꯕ ꯑꯃꯅꯤ꯫ ꯑꯌꯨꯛ ꯈꯨꯗꯤꯡꯒꯤ ꯃꯍꯥꯛꯀꯤ ꯕꯥꯏ꯭ꯛ ꯂꯧꯗꯨꯅ ꯊꯕꯛꯇ ꯆꯠꯂꯝꯃꯤ꯫ ꯅꯨꯡꯊꯤꯜ ꯈꯨꯗꯤꯡꯒꯤ ꯃꯍꯥꯛ ꯌꯨꯝꯗ ꯍꯜꯂꯛꯏ, ꯇꯞꯅꯥ ꯇꯞꯅꯥ ꯑꯗꯨꯕꯨ ꯅꯨꯡꯉꯥꯏꯕ ꯐꯥꯎꯏ꯫ ꯅꯨꯃꯤꯗꯥꯡꯋꯥꯏꯔꯝ ꯑꯃꯗ ꯁꯥꯔꯥꯅ ꯃꯍꯥꯛꯀꯤ ꯃꯃꯥꯡꯒꯤ ꯊꯣꯡ ꯍꯥꯡꯗꯣꯛꯄ ꯍꯧꯔꯛꯄ ꯃꯇꯝꯗ ꯃꯍꯥꯛꯀꯤ ꯀꯤ ꯌꯥꯎꯗꯕꯥ ꯎꯈꯤ꯫ ꯑꯉꯛꯄ ꯑꯃꯁꯨꯡ ꯋꯥꯈꯜ ꯅꯨꯡꯉꯥꯏꯇꯕꯥ ꯐꯥꯎꯔꯗꯨꯅ ꯃꯍꯥꯛꯀꯤ ꯕꯦꯒ ꯑꯗꯨ ꯄꯣꯔꯆꯔꯗꯥ ꯊꯨꯒꯥꯏꯈꯤ꯫ ꯃꯍꯥꯛꯅ ꯃꯍꯥꯛꯀꯤ ꯄꯣꯀꯦꯠꯁꯤꯡꯗ ꯊꯤꯖꯤꯜꯂꯒꯥ ꯃꯍꯥꯛꯀꯤ ꯕꯦꯒ ꯑꯗꯨ ꯃꯅꯨꯡ ꯍꯟꯖꯤꯟꯕ ꯃꯐꯝꯗ ꯊꯝꯈꯤ ꯑꯗꯨꯕꯨ ꯀꯤ ꯑꯗꯨꯗꯤ ꯃꯐꯝ ꯑꯃꯠꯇꯗ ꯂꯩꯔꯝꯗꯦ꯫ ꯃꯍꯥꯛꯀꯤ ꯀꯤ ꯊꯤꯅꯕꯥ ꯋꯥꯔꯦꯞ ꯂꯧꯔꯒ ꯁꯥꯔꯥꯅ ꯃꯍꯥꯛꯀꯤ ꯈꯣꯡꯊꯥꯡ ꯑꯗꯨ ꯑꯃꯨꯛ ꯍꯟꯅ ꯌꯦꯡꯁꯤꯟꯈꯤ꯫ ꯃꯍꯥꯛꯅ ꯒ꯭ꯔꯣꯁꯥꯔꯤ ꯁ꯭ꯇꯣꯔ, ꯄꯥꯔꯛ ꯑꯃꯁꯨꯡ ꯃꯍꯥꯛꯅ ꯌꯥꯝꯅ ꯆꯠꯄ ꯀꯦꯐꯦꯗꯥ ꯆꯠꯈꯤ꯫ ꯃꯍꯥꯛꯅ ꯇꯧꯕ ꯉꯝꯕ ꯃꯤꯄꯨꯝ ꯈꯨꯗꯤꯡꯃꯛꯇ ꯃꯍꯥꯛꯀꯤ ꯀꯤ ꯎꯈꯤꯕ꯭ꯔꯥ ꯍꯥꯏꯅ ꯍꯪꯈꯤ ꯑꯗꯨꯕꯨ ꯀꯅꯥꯒꯨꯝꯕ ꯑꯃꯠꯇꯅꯥ ꯎꯈꯤꯗꯦ ꯍꯥꯏꯔꯛꯈꯤ꯫ ꯑꯅꯧꯕ ꯀꯤ ꯑꯃ ꯂꯧꯕꯒꯤ ꯈꯨꯗꯣꯡꯆꯥꯗꯕ ꯑꯃꯁꯨꯡ ꯀꯅꯥꯒꯨꯝꯕ ꯑꯃꯅ ꯃꯍꯥꯛꯀꯤ ꯀꯤ ꯊꯤꯕ ꯑꯃꯁꯨꯡ ꯃꯍꯥꯛꯀꯤ ꯌꯨꯝꯗ ꯆꯪꯂꯛꯄꯗ ꯁꯤꯖꯤꯟꯅꯕꯒꯤ ꯑꯣꯏꯊꯣꯛꯄ ꯌꯥꯕ ꯈꯨꯗꯣꯡꯊꯤꯕ ꯑꯗꯨ ꯈꯟꯗꯨꯅ ꯁꯥꯔꯥꯅ ꯋꯥꯈꯜ ꯅꯨꯡꯉꯥꯏꯇꯕꯥ ꯐꯥꯎꯈꯤ꯫ ꯑꯗꯨꯕꯨ ꯃꯗꯨꯒꯤ ꯃꯇꯨꯡꯗ, ꯃꯍꯥꯛꯅ ꯑꯉꯥꯡ ꯑꯣꯏꯔꯤꯉꯩꯗ ꯃꯍꯥꯛꯀꯤ ꯃꯄꯥꯅ ꯍꯥꯏꯔꯝꯕ ꯋꯥꯐꯝ ꯑꯃ ꯅꯤꯡꯁꯤꯡꯂꯛꯏ, ꯅꯍꯥꯛꯅꯥ ꯀꯔꯤꯒꯨꯝꯕ ꯑꯃ ꯃꯥꯡꯈ꯭ꯔꯕ ꯃꯇꯝꯗ, ꯃꯗꯨꯕꯨ ꯃꯇꯝ ꯆꯨꯞꯄꯗ ꯃꯥꯡꯈ꯭ꯔꯕꯅꯤ ꯍꯥꯏꯅ ꯈꯜꯂꯨꯒꯅꯨ, ꯃꯗꯨꯕꯨ ꯑꯇꯣꯞꯄ ꯀꯅꯥꯒꯨꯝꯕ ꯑꯃꯅ ꯊꯤꯕ ꯑꯃꯁꯨꯡ ꯅꯨꯡꯉꯥꯏꯕꯒꯤ ꯈꯨꯗꯣꯡꯆꯥꯕ ꯑꯃ ꯑꯣꯏꯅ ꯈꯟꯕꯤꯌꯨ꯫ꯋꯥꯈꯜ ꯑꯗꯨ ꯋꯥꯈꯜꯗ ꯊꯝꯗꯨꯅ ꯁꯥꯔꯥꯅ ꯃꯍꯥꯛꯀꯤ ꯀꯤ ꯊꯤꯕ ꯂꯦꯞꯈꯤ ꯑꯃꯁꯨꯡ ꯃꯗꯨꯒꯤ ꯃꯍꯨꯠꯇ ꯃꯍꯥꯛꯀꯤ ꯊꯥꯖꯕ ꯑꯗꯨ ꯌꯨꯅꯤꯚꯔꯁꯇꯥ ꯊꯝꯈꯤ꯫ ꯀꯅꯥꯒꯨꯝꯕ ꯑꯃꯅ ꯊꯤꯗꯨꯅ ꯃꯍꯥꯛꯄꯨ ꯍꯜꯂꯛꯄꯥ ꯌꯥꯏ, ꯅꯠꯇꯔꯒ ꯀꯩꯗꯧꯉꯩꯗꯁꯨ ꯎꯕꯥ ꯐꯪꯂꯝꯂꯣꯏ꯫ ꯃꯑꯣꯡ ꯑꯃꯗ‌ ꯅꯠꯇꯔꯒ ꯑꯃꯗ, ꯄꯨꯝꯅꯃꯛ ꯐꯅꯥ ꯊꯣꯛꯀꯅꯤ ꯍꯥꯏꯕ ꯃꯍꯥꯛꯅ ꯈꯪꯂꯝꯃꯤ꯫ ꯅꯨꯃꯤꯠ ꯈꯔꯅꯤꯒꯤ ꯃꯇꯨꯡꯗ ꯁꯥꯔꯥꯅ ꯊꯕꯛꯇꯒꯤ ꯌꯨꯝꯗ ꯆꯠꯄꯥ ꯃꯇꯝꯗ ꯅꯨꯄꯤꯃꯆꯥ ꯑꯃꯅ ꯃꯉꯥꯜ ꯌꯥꯎꯕ ꯄꯣꯠꯁꯛ ꯑꯃꯒ ꯁꯥꯟꯅꯔꯛꯄ ꯎꯈꯤ꯫ ꯃꯍꯥꯛ ꯂꯥꯛꯄ ꯃꯇꯝꯗ ꯃꯍꯥꯛꯀꯤ ꯃꯥꯡꯈꯤꯕ ꯀꯤꯅꯤ ꯍꯥꯏꯕ ꯈꯪꯈꯤ꯫ ꯁꯥꯔꯥꯅ ꯏꯆꯥꯅꯨꯄꯤ ꯑꯗꯨꯕꯨ ꯃꯍꯥꯛꯀꯤ ꯀꯤ ꯊꯤꯕ ꯐꯪꯕꯒꯤꯗꯃꯛ ꯊꯥꯒꯠꯄꯥ ꯐꯣꯡꯗꯣꯛꯈꯤ ꯑꯃꯁꯨꯡ ꯃꯍꯥꯛꯄꯨ ꯑꯆꯧꯕ ꯃꯤꯠꯌꯦꯡ ꯑꯃ ꯊꯝꯈꯤ꯫ ꯑꯃꯁꯨꯡ ꯃꯔꯝ ꯑꯁꯤꯅ, ꯁꯥꯔꯥꯒꯤ ꯃꯥꯡꯈꯤꯕ ꯀꯤ ꯑꯗꯨꯅ, ꯒꯣꯜꯗꯟ ꯑꯣꯏꯕ ꯃꯑꯣꯡꯗ, ꯃꯤꯑꯣꯏ ꯑꯅꯤꯒꯤ ꯃꯥꯏꯊꯣꯡꯗ ꯃꯤꯠꯌꯦꯡ ꯑꯃ ꯄꯨꯔꯛꯈꯤ꯫ ꯃꯇꯝ ꯑꯗꯨꯗꯒꯤ ꯍꯧꯅ ꯁꯥꯔꯥꯅ ꯀꯔꯤꯒꯨꯝꯕ ꯈꯔꯥ ꯃꯥꯡꯈꯤꯕ ꯃꯇꯝ ꯈꯨꯗꯤꯡꯗ ꯃꯍꯥꯛꯅ ꯅꯤꯡꯁꯤꯡꯂꯝꯒꯅꯤ ꯃꯗꯨꯗꯤ ꯀꯔꯤꯒꯨꯝꯕ ꯃꯇꯝꯗ, ꯄꯣꯠꯁꯤꯡ ꯃꯥꯡꯈꯤꯕꯗ, ꯑꯩꯈꯣꯏꯅ ꯇꯁꯦꯡꯅ ꯃꯗꯨ ꯐꯪꯏ꯫